ꯕꯥꯏꯗꯦꯟ ꯑꯃꯁꯨꯡ ꯀꯃꯂꯥ ꯍ꯭ꯌꯥꯔꯤꯁꯅꯥ ꯃꯥꯏꯄꯥꯀꯄꯥ ꯑꯣꯏꯅꯥ ꯊꯣꯔꯛꯈꯤ꯫ ꯃꯈꯣꯏꯒꯤ ꯀꯦꯝꯄꯦꯟ ꯑꯁꯤ ꯗꯣꯅꯥꯜꯗ ꯇ꯭ꯔꯝꯀꯤ ꯔꯥꯁꯇ꯭ꯔꯥꯄꯇꯤꯒꯤ ꯃꯇꯝꯗꯥ ꯇꯝꯊꯤꯔꯕꯥ ꯑꯃꯁꯨꯡ ꯈꯦꯟꯅꯕꯥ ꯂꯩꯇꯕꯥ ꯃꯇꯝ ꯑꯃꯥ ꯑꯣꯏꯅꯥ ꯀꯌꯥ ꯑꯃꯅꯥ ꯑꯨꯔꯕꯥ ꯃꯇꯨꯡꯗꯥ ꯑꯃꯦꯔꯤꯀꯥꯗꯥ ꯇꯪꯗꯨ ꯂꯩꯇꯥꯕꯥ ꯑꯃꯁꯨꯡ ꯄ꯭ꯔꯣꯒ꯭ꯔꯦꯁ ꯄꯨꯔꯛꯄ ꯃꯇꯝꯗ ꯀꯦꯟꯗꯤꯗꯦꯠ ꯑꯣꯏꯈꯤ꯫ ꯕꯔꯥꯛ ꯑꯣꯕꯥꯃꯥꯒꯤ ꯃꯈꯥꯗꯥ ꯍꯥꯟꯉꯤ ꯑꯨꯞꯄ ꯔꯥꯁꯇ꯭ꯔꯄꯇꯤ ꯖꯣ ꯕꯥꯏꯗꯦꯟꯅꯥ ꯂꯤꯁꯤꯡ ꯑꯅꯤꯒ ꯇꯔ ꯇꯔꯨꯛꯒꯤ ꯑꯦꯄ꯭ꯔꯤꯜꯗꯥ ꯃꯍꯥꯛꯀꯤ ꯀꯦꯟꯗꯤꯗꯦꯠ ꯑꯣꯏꯅꯥ ꯂꯥꯎꯊꯣꯛꯈꯤꯕꯅꯤ, ꯃꯍꯥꯛꯀꯤ ꯄꯥꯛ ꯆꯥꯎꯔꯕꯥ ꯔꯥꯖꯅꯤꯇꯤꯒꯤ ꯑꯦꯛꯁꯄ꯭ꯔꯤꯌꯦꯟꯁ ꯑꯃꯁꯨꯡ ꯕ꯭ꯂꯨ-ꯀꯣꯂꯥꯔ ꯚꯣꯇꯔꯁꯤꯡꯗꯥ ꯑꯄꯤꯜ ꯇꯧꯕꯥ ꯉꯝꯕꯅꯥ ꯃꯔꯝ ꯑꯣꯏꯗꯨꯅꯥ ꯃꯍꯥꯛꯄꯨ ꯑꯆꯦꯠꯄꯥ ꯀꯦꯟꯗꯤꯗꯦꯠ ꯑꯃꯥ ꯑꯣꯏꯅꯥ ꯑꯨꯈꯤ꯫ ꯃꯍꯥꯛꯅꯥ ꯗꯦꯃꯣꯀ꯭ꯔꯦꯇꯤꯛ ꯄ꯭ꯔꯥꯏꯃꯔꯤꯒꯤ ꯃꯇꯝꯗꯥ ꯀꯝꯄꯤꯇꯤꯇꯔꯁꯤꯡꯒꯤ ꯃꯤ ꯌꯥꯝꯅꯥ ꯇꯤꯟꯕꯥ ꯐꯤꯜꯗ ꯑꯃꯥ ꯃꯥꯌꯣꯛꯅꯈꯤ ꯑꯗꯨꯕꯨ ꯑꯔꯣꯏꯕꯗꯥ ꯃꯥꯏꯄꯥꯛꯅꯥ ꯊꯣꯔꯀꯈꯤ꯫ ꯀꯦꯂꯤꯐꯣꯔꯅꯤꯌꯥꯗꯒꯤ ꯁꯦꯅꯦꯇꯔ ꯑꯃꯥ ꯑꯣꯏꯔꯤꯕꯥ ꯀꯃꯂꯥ ꯍ꯭ꯌꯥꯔꯤꯁꯅꯥ ꯂꯤꯁꯤꯡ ꯑꯅꯤꯒ ꯀꯨꯟꯒꯤ ꯑꯣꯒꯁꯇꯥ ꯕꯥꯏꯗꯦꯒ ꯔꯟꯅꯤꯡ ꯃꯦꯠ ꯑꯣꯏꯅꯥ ꯔꯦꯁ ꯑꯁꯤꯗꯥ ꯁꯔꯨꯛ ꯌꯥꯈꯤ꯫ꯃꯍꯥꯛ ꯈꯟꯕꯁꯤ ꯄꯨꯋꯥꯔꯤ ꯑꯣꯏꯔꯕꯥ ꯊꯧꯗꯣꯛ ꯑꯃꯅꯤ, ꯃꯔꯝꯗꯤ ꯃꯍꯥꯛ ꯑꯁꯤ ꯑꯍꯥꯟꯕꯥ ꯑꯐ꯭ꯔꯤꯀꯥ-ꯑꯥꯃꯦꯔꯤꯀꯥꯟ ꯅꯨꯄꯤ ꯑꯃꯁꯨꯡ ꯑꯍꯥꯅꯕꯥ ꯑꯦꯁꯤꯌꯥꯟ-ꯑꯃꯦꯔꯤꯀꯥꯟ ꯅꯨꯄꯤꯅꯤ, ꯃꯍꯥꯛꯅꯥ ꯚꯥꯏꯁ ꯄ꯭ꯔꯦꯁꯤꯗꯦꯟꯇꯀꯤ ꯐꯝꯒꯤꯗꯃꯛ ꯅꯣꯃꯤꯅꯦꯠ ꯇꯧꯈꯤꯕꯥ ꯑꯍꯥꯟꯕꯥ ꯑꯆꯧꯕꯥ ꯔꯥꯖꯅꯤꯇꯤꯒꯤ ꯄꯥꯔꯇꯤ ꯑꯃꯅꯤ꯫ ꯍ꯭ꯌꯥꯔꯤꯁ ꯑꯁꯤ ꯑꯅ-ꯂꯥꯏꯌꯦꯡ, ꯏꯃꯤꯒ꯭ꯔꯦꯁꯟ, ꯑꯃꯁꯨꯡ ꯀ꯭ꯔꯤꯃꯤꯅꯦꯜ ꯖꯨꯁꯇꯤꯁ ꯔꯤꯐꯣꯔꯝꯒꯨꯝꯕꯥ ꯍꯤꯔꯝꯁꯤꯡꯗꯥ ꯃꯍꯥꯛꯀꯤ ꯄ꯭ꯔꯣꯒ꯭ꯔꯦꯁꯤꯚ ꯁ꯭ꯇꯦꯟꯁꯁꯤꯡꯒꯤꯗꯃꯛ ꯈꯡꯅꯔꯝꯃꯤ꯫ ꯕꯥꯏꯗꯦꯟ-ꯍꯔꯤꯁ ꯀꯦꯝꯄꯦꯟ ꯑꯁꯤꯅꯥ ꯃꯔꯨꯑꯣꯏꯕꯥ ꯍꯤꯔꯝ ꯀꯌꯥꯗꯥ ꯃꯤꯠꯌꯦꯡ ꯊꯝꯈꯤ, ꯃꯗꯨꯒꯤ ꯃꯅꯨꯡꯗꯥ ꯍꯧꯖꯤꯛ ꯆꯠꯊꯔꯤꯕꯥ ꯀꯣꯔꯣꯅꯥꯚꯥꯏꯔꯁ ꯂꯥꯏꯆꯠ, ꯏꯀꯣꯅꯣꯃꯤ, ꯀ꯭ꯂꯥꯏꯃꯦꯠ ꯆꯦꯟꯖ, ꯑꯃꯁꯨꯡ ꯔꯦꯁꯤꯑꯦꯜ ꯖꯁꯇꯤꯁ ꯌꯥꯎꯔꯤ꯫ ꯃꯈꯣꯏꯅꯥ ꯚꯥꯏꯔꯁ ꯁꯟꯗꯣꯔꯛꯄꯥ ꯀꯟꯠꯇ꯭ꯔꯣꯜ ꯇꯧꯅꯕꯥ, ꯑꯅꯧꯕꯥ ꯊꯕꯛ ꯄꯤꯅꯕꯥ, ꯀ꯭ꯂꯤꯟ ꯏꯅꯔꯖꯤꯗꯥ ꯇ꯭ꯔꯥꯟꯁꯤꯁꯟ ꯇꯧꯅꯕꯥ, ꯑꯃꯁꯨꯡ ꯁꯤꯁ꯭ꯇꯦꯃꯤꯛ ꯔꯦꯁꯤꯖꯝ ꯊꯦꯡꯅꯅꯕꯥ ꯊꯕꯛ ꯄꯥꯏꯈꯠꯅꯕꯥ ꯋꯥꯁꯀꯈꯤ꯫ ꯂꯥꯏꯆꯠ ꯑꯁꯤꯒꯤ ꯃꯇꯥꯡꯗꯥ ꯇ꯭ꯔꯝ꯭ꯄ ꯑꯦꯗꯃꯤꯅꯤꯁꯇ꯭ꯔꯦꯁꯟꯅꯥ ꯄꯤꯈꯤꯕꯥ ꯄꯥꯎꯈꯨꯝ, ꯑꯃꯁꯨꯡ ꯏꯀꯣꯅꯣꯃꯤ ꯑꯃꯁꯨꯡ ꯖꯥꯇꯤꯒꯤ ꯃꯔꯤꯗꯥ ꯃꯈꯣꯏꯅꯥ ꯊꯦꯡꯅꯔꯤꯕꯥ ꯊꯧꯑꯣꯡꯁꯤꯡ ꯑꯗꯨꯁꯨ ꯃꯈꯣꯏꯅꯥ ꯌꯥꯝꯅꯥ ꯀꯟꯅꯥ ꯌꯥꯅꯤꯡꯗꯕꯥ ꯐꯣꯡꯗꯣꯀꯈꯤ꯫ ꯀꯦꯝꯄꯦꯟ ꯄꯨꯝꯅꯃꯛꯇꯥ ꯕꯥꯏꯗꯦꯟ ꯑꯃꯁꯨꯡ ꯍ꯭ꯌꯥꯔꯤꯁꯅꯥ ꯃꯤꯈꯜꯗꯥ ꯂꯦꯞꯄꯥ ꯂꯩꯇꯅꯥ ꯃꯥꯡꯖꯤꯜ ꯊꯥꯈꯤ꯫ ꯅꯕꯦꯝꯕꯔ ꯑꯍꯨꯝꯗꯥ ꯑꯃꯦꯔꯤꯀꯥꯒꯤ ꯃꯤꯑꯣꯏ ꯂꯥꯈ ꯀꯌꯥꯅꯥ ꯃꯈꯣꯏꯒꯤ ꯚꯣꯠ ꯊꯥꯗꯈꯤ, ꯑꯃꯁꯨꯡ ꯅꯨꯃꯤꯠ ꯀꯌꯥꯅꯤꯒꯤ ꯃꯇꯨꯡꯗꯥ ꯔꯤꯖꯜꯇ ꯑꯗꯨ ꯕꯥꯏꯗꯦꯟ ꯑꯃꯁꯨꯡ ꯍ꯭ꯌꯥꯔꯤꯁꯀꯤ ꯃꯇꯦꯡ ꯄꯥꯡꯅꯕꯥ ꯂꯥꯎꯊꯣꯀꯈꯤ꯫ ꯃꯈꯣꯌꯅꯥ ꯑꯄꯨꯅꯕꯥ ꯑꯃꯁꯨꯡ ꯄ꯭ꯔꯣꯒ꯭ꯔꯦꯁꯀꯤ ꯄ꯭ꯂꯦꯠꯐꯣꯔꯝ ꯑꯃꯗꯥ ꯂꯥꯟꯊꯦꯡꯅꯈꯤ, ꯑꯃꯁꯨꯡ ꯃꯈꯣꯏꯒꯤ ꯃꯥꯏꯄꯥꯛꯄꯥ ꯑꯁꯤ ꯇ꯭ꯔꯝ꯭ꯄꯀꯤ ꯈꯦꯟꯅꯕꯥ ꯊꯝꯂꯤꯕꯥ ꯔꯥꯖꯅꯤꯇꯤ ꯑꯁꯤꯕꯨ ꯌꯥꯗꯕꯒꯤ ꯃꯑꯣꯡꯗꯥ ꯀꯌꯥ ꯑꯃꯅꯥ ꯑꯨꯈꯤ꯫ ꯂꯥꯛꯀꯗꯧꯔꯤꯕꯥ ꯆꯍꯤꯁꯤꯡꯗꯥ ꯕꯥꯏꯗꯦꯟ-ꯍꯦꯔꯤꯁ ꯑꯦꯗꯃꯤꯅꯤꯁꯇ꯭ꯔꯦꯁꯟꯅꯥ ꯍꯦꯟꯅꯥ ꯐꯕꯥ ꯑꯃꯦꯔꯤꯀꯥꯒꯤꯗꯃꯛ ꯃꯈꯣꯏꯒꯤ ꯃꯤꯠꯌꯦꯡ ꯑꯗꯨ ꯆꯠꯅꯍꯟꯅꯕꯒꯤ ꯃꯥꯏꯀꯩꯗꯥ ꯊꯕꯛ ꯇꯧꯒꯅꯤ꯫